ꯁꯕ꯭ꯁꯇꯤꯇ꯭ꯌꯨꯁꯟ ꯁꯥꯏꯐꯔ ꯑꯃ ꯁꯤꯖꯤꯟꯅꯗꯨꯅ ꯀ꯭ꯔꯤꯞꯇꯣꯒ꯭ꯔꯥꯐꯤꯛ ꯀꯣꯗ ꯑꯃ ꯁꯦꯝꯃꯨ꯫ ꯁꯕ꯭ꯁꯇꯤꯇ꯭ꯌꯨꯁꯟ ꯁꯥꯏꯐꯔ ꯑꯃ ꯁꯤꯖꯤꯟꯅꯗꯨꯅ ꯀ꯭ꯔꯤꯞꯇꯣꯒ꯭ꯔꯥꯐꯤꯛ ꯀꯣꯗ ꯑꯃ ꯁꯦꯝꯕꯒꯤ ꯃꯑꯣꯡ ꯑꯃꯗꯤ ꯑꯜꯐꯥ ꯕꯦꯇꯥ ꯂꯩꯕ ꯑꯛꯁꯔ ꯈꯨꯗꯤꯡꯃꯛ ꯇꯣꯉꯥꯟꯕ ꯑꯛꯁꯔ, ꯅꯝꯕꯔ ꯅꯠꯇꯔꯒ ꯁꯤꯝꯕꯣꯜ ꯑꯃꯅ ꯃꯍꯨꯠ ꯁꯤꯟꯕꯅꯤ꯫ ꯃꯈꯥꯗ ꯁꯕ꯭ꯁꯇꯤꯇ꯭ꯌꯨꯁꯟ ꯁꯥꯏꯐꯔ ꯀꯤ ꯑꯃꯒꯤ ꯈꯨꯗꯝ ꯑꯃ ꯄꯤꯔꯤ, ꯑꯣꯔꯤꯖꯤꯅꯦꯜ - ꯑꯦꯟꯀꯣꯗ ꯇꯧꯔꯕ ꯀꯤ ꯑꯁꯤ ꯁꯤꯖꯤꯟꯅꯗꯨꯅ, ꯅꯍꯥꯛꯅ ꯑꯛꯁꯔ ꯈꯨꯗꯤꯡꯃꯛ ꯃꯗꯨꯒꯤ ꯃꯔꯤ ꯂꯩꯅꯕ ꯑꯦꯟꯀꯣꯗ ꯇꯧꯔꯕ ꯑꯛꯁꯔ ꯑꯗꯨꯅ ꯃꯍꯨꯠ ꯁꯤꯟꯗꯨꯅ ꯃꯦꯁꯦꯖ ꯑꯃꯍꯦꯛꯇꯕꯨ ꯑꯦꯟꯀ꯭ꯔꯤꯞꯇ ꯇꯧꯕ ꯌꯥꯏ꯫ ꯈꯨꯗꯝ ꯑꯣꯏꯅ, ꯍꯥꯏꯕ ꯋꯥꯍꯩ ꯑꯁꯤ ꯀꯤ ꯑꯁꯤ ꯁꯤꯖꯤꯟꯅꯗꯨꯅ ꯍꯥꯏꯅ ꯑꯦꯟꯀ꯭ꯔꯤꯞꯇ ꯇꯧꯒꯅꯤ꯫ ꯃꯦꯁꯦꯖ ꯑꯃ ꯗꯤꯀ꯭ꯔꯤꯞꯇ ꯇꯧꯅꯕ, ꯅꯍꯥꯛꯅ ꯑꯦꯟꯀꯣꯗ ꯇꯧꯔꯕ ꯑꯛꯁꯔ ꯈꯨꯗꯤꯡꯃꯛ ꯀꯤ ꯁꯤꯖꯤꯟꯅꯗꯨꯅ ꯃꯗꯨꯒꯤ ꯑꯔꯤꯕ ꯑꯛꯁꯔ ꯑꯗꯨꯒ ꯃꯍꯨꯠ ꯁꯤꯟꯗꯨꯅ ꯊꯧꯑꯣꯡ ꯑꯗꯨ ꯁꯨꯞꯅꯒꯤ ꯔꯤꯚꯔꯁ ꯇꯧꯏ꯫ ꯁꯕ꯭ꯁꯇꯤꯇ꯭ꯌꯨꯁꯟ ꯁꯥꯏꯐꯔꯁꯤꯡ ꯑꯁꯤ ꯉꯁꯤꯒꯤ ꯁ꯭ꯇꯦꯟꯗꯔꯗꯁꯤꯡꯒꯤ ꯃꯇꯨꯡ ꯏꯟꯅ ꯌꯥꯝꯅ ꯁꯦꯀ꯭ꯌꯨꯔ ꯑꯣꯏꯗꯦ ꯍꯥꯏꯕꯁꯤ ꯅꯤꯡꯁꯤꯡꯕꯤꯌꯨ, ꯃꯔꯝꯗꯤ ꯐ꯭ꯔꯤꯛꯕꯦꯟꯁꯤ ꯑꯦꯅꯥꯂꯥꯏꯁꯤꯁ ꯑꯃꯁꯨꯡ ꯑꯇꯣꯞꯄ ꯇꯦꯛꯅꯤꯛꯁꯤꯡꯒ ꯂꯣꯏꯅꯅ ꯃꯈꯣꯏꯕꯨ ꯊꯨꯒꯥꯏꯕꯒꯤ ꯃꯑꯣꯡ ꯀꯌꯥ ꯂꯩ꯫ ꯑꯗꯨꯝ ꯑꯣꯏꯅꯃꯛ, ꯃꯈꯣ ꯑꯁꯤ ꯍꯧꯖꯤꯛꯁꯨ ꯃꯦꯁꯦꯖꯁꯤꯡ ꯑꯦꯟꯀꯣꯗ ꯇꯧꯅꯕꯒꯤ ꯅꯨꯡꯉꯥꯏꯕ ꯑꯃꯁꯨꯡ ꯏꯆꯝ ꯆꯝꯕ ꯃꯑꯣꯡ ꯑꯃ ꯑꯣꯏꯕ ꯌꯥꯏ꯫ ꯖꯨꯔꯥꯁꯤꯛ ꯄꯥꯔꯛ ꯃꯨꯚꯤ ꯑꯁꯤꯗ ꯃꯔꯨ ꯑꯣꯏꯕ ꯑꯦꯟꯇꯥꯒꯣꯅꯤꯁ꯭ꯠ ꯀꯅꯥꯅꯣ? ꯂꯤꯁꯤꯡ ꯑꯃꯒ ꯆꯃꯥꯄꯜ ꯃꯧꯗ꯭ꯔꯥ ꯍꯨꯝꯗꯣꯏꯗꯥ ꯐꯣꯉꯡꯈꯤꯕ ꯑꯍꯥꯟꯕ ꯖꯨꯔꯥꯁꯤꯛ ꯄꯥꯔꯛ ꯃꯨꯚꯤꯒꯤ ꯃꯔꯨꯑꯣꯏꯕ ꯑꯦꯟꯇꯥꯒꯣꯅꯤꯁ꯭ꯠ ꯑꯁꯤ ꯖꯤꯅꯦꯇꯤꯛ ꯑꯣꯏꯅ ꯑꯃꯨꯛ ꯍꯟꯅ ꯁꯦꯝꯒꯠꯄ ꯚꯦꯂꯣꯁꯤꯔꯦꯞꯇꯔ ꯀꯧꯕ ꯗꯥꯏꯅꯣꯁꯥꯔꯁꯅꯤ, ꯃꯁꯤꯅ ꯃꯁꯤꯒꯤ ꯑꯦꯅꯛꯂꯣꯖꯔꯗꯒꯤ ꯂꯥꯞꯊꯣꯛꯂꯕ ꯃꯇꯨꯡꯗꯥ ꯗ꯭ꯕꯤꯞ ꯑꯁꯤꯒꯤ ꯃꯤꯑꯣꯏꯕꯒꯤ ꯆꯔꯤꯇꯔꯁꯤꯡꯗ ꯁꯤꯍꯟꯕ ꯌꯥꯕ ꯆꯩꯊꯦꯡ ꯑꯃ ꯑꯣꯏꯔꯛꯏ꯫ ꯑꯇꯣꯞꯄ ꯑꯦꯟꯇꯥꯒꯣꯅꯤꯁ꯭ꯠ ꯑꯃꯅ ꯂꯣꯏꯁꯤꯜꯂꯛꯂꯕꯥ ꯖꯤꯕꯁꯤꯡ ꯑꯃꯨꯛ ꯍꯟꯅ ꯄꯨꯔꯛꯄꯒꯤ ꯑꯣꯏꯊꯣꯛꯄ ꯌꯥꯕ ꯈꯨꯗꯣꯡꯊꯤꯕꯁꯤꯡ ꯑꯗꯨ ꯃꯇꯤꯛ ꯆꯥꯅ ꯂꯧꯗꯅ ꯄꯥꯔꯛ ꯑꯁꯤ ꯁꯦꯝꯈꯤꯕ ꯖꯣꯟ ꯍ꯭ꯌꯥꯃꯟꯗ ꯍꯥꯏꯅ ꯂꯧꯕ ꯌꯥꯏ꯫ ꯄ꯭ꯔꯣꯒ꯭ꯔꯥꯝꯔꯒꯤ ꯊꯧꯗꯥꯡ ꯑꯃꯒꯤꯗꯃꯛ ꯏꯟꯇꯔꯚꯤꯎ ꯑꯃꯗ ꯍꯪꯒꯗꯕ ꯋꯥꯍꯪꯁꯤꯡꯒꯤ ꯁꯦꯠ ꯑꯃ ꯁꯦꯝꯃꯨ꯫ ꯄ꯭ꯔꯣꯒ꯭ꯔꯥꯃꯤꯡ ꯅꯠꯇꯔꯒ ꯀꯝꯄ꯭ꯌꯨꯇꯔ ꯁꯥꯏꯟꯁꯇꯥ ꯑꯗꯣꯝꯒꯤ ꯑꯦꯖꯨꯀꯦꯁꯅꯦꯜ ꯑꯃꯁꯨꯡ ꯄ꯭ꯔꯣꯐꯦꯁ꯭ꯅꯦꯜ ꯕꯦꯛꯒ꯭ꯔꯥꯎꯟꯗꯒꯤ ꯃꯇꯥꯡꯗ ꯑꯩꯈꯣꯏꯗ ꯍꯥꯏꯕꯤꯔꯛꯄ ꯌꯥꯒꯗ꯭ꯔꯥ? ꯑꯗꯣꯝꯅ ꯈ꯭ꯋꯥꯏꯗꯒꯤ ꯍꯦꯟꯅ ꯈꯪꯅꯔꯤꯕ ꯄ꯭ꯔꯣꯒ꯭ꯔꯥꯃꯤꯡ ꯂꯦꯡꯒꯨꯌꯦꯖ ꯑꯃꯁꯨꯡ ꯇꯦꯛꯅꯣꯂꯣꯖꯤꯁꯤꯡ, ꯑꯃꯁꯨꯡ ꯃꯃꯥꯡꯗ ꯑꯗꯣꯝꯅ ꯃꯈꯣꯏꯕꯨ ꯀꯔꯝꯅ ꯁꯤꯖꯤꯟꯅꯈꯤꯕꯒꯦ? ꯑꯗꯣꯝꯅ ꯁꯣꯜꯕ ꯇꯧꯒꯗꯕ ꯑꯈꯟꯅꯅ ꯁꯤꯡꯅꯕ ꯀꯣꯗꯤꯡ ꯄ꯭ꯔꯣꯕ꯭ꯂꯦꯝ ꯑꯃ, ꯑꯃꯁꯨꯡ ꯑꯗꯣꯝꯅ ꯃꯁꯤꯕꯨ ꯀꯔꯝꯅ ꯑꯦꯞꯔꯣꯆ ꯇꯧꯈꯤꯕꯒꯦ ꯍꯥꯏꯕꯗꯨ ꯐꯣꯡꯗꯣꯛꯄ ꯉꯝꯒꯗ꯭ꯔꯥ? ꯑꯗꯣꯝꯅ ꯊꯕꯛ ꯇꯧꯈꯤꯕ ꯄ꯭ꯔꯣꯖꯦꯛꯇ ꯑꯃꯒꯤ ꯃꯇꯥꯡꯗ ꯑꯃꯁꯨꯡ ꯑꯗꯣꯝꯅ ꯋꯥꯈꯟꯂꯣꯟꯗꯒꯤ ꯏꯝꯐ꯭ꯂꯤꯃꯦꯟꯇ ꯇꯧꯕꯗ ꯆꯠꯈꯤꯕ ꯊꯧꯑꯣꯡ ꯑꯗꯨꯒꯤ ꯃꯇꯥꯡꯗ ꯑꯗꯣꯝꯅ ꯑꯩꯈꯣꯏꯕꯨ ꯂꯝꯖꯤꯡꯕꯤꯕ ꯉꯝꯒꯗ꯭ꯔꯥ?